ꯂꯝꯕꯤ ꯃꯔꯤ, ꯇꯔꯨꯛ ꯑꯃꯁꯨꯡ ꯅꯤꯄꯥꯜꯒꯤ ꯃꯊꯛꯇ ꯂꯩꯕ ꯕꯥꯔ ꯄ꯭ꯔꯤꯖꯝ ꯑꯃꯒꯤ ꯃꯊꯛꯇ ꯂꯩꯕ ꯃꯐꯝ ꯑꯗꯨ ꯂꯦꯞꯊꯣꯛꯎ꯫ ꯕꯥꯔ ꯄ꯭ꯔꯤꯖꯝ ꯑꯃꯗ ꯕꯥꯔ ꯕꯦꯖ ꯑꯅꯤ ꯑꯃꯁꯨꯡ ꯔꯦꯛꯇꯟꯒꯜ ꯁꯥꯏꯗ ꯃꯔꯤ ꯂꯩ꯫ ꯕꯥꯔ ꯄ꯭ꯔꯤꯖꯝ ꯑꯃꯒꯤ ꯁꯔꯐꯦꯁ ꯑꯦꯔꯤꯌꯥ ꯑꯗꯨ ꯂꯦꯞꯊꯣꯛꯅꯕꯒꯤꯗꯃꯛ, ꯅꯍꯥꯛꯅ ꯃꯁꯤꯒꯤ ꯐꯦꯁ ꯇꯔꯨꯛ ꯄꯨꯝꯅꯃꯛꯀꯤ ꯑꯦꯔꯤꯌꯥꯁꯤꯡ ꯍꯥꯞꯆꯤꯟꯕ ꯃꯊꯧ ꯇꯥꯏ꯫ꯕꯥꯔ ꯄ꯭ꯔꯤꯖꯝ ꯑꯁꯤꯒꯤ ꯁꯔꯐꯦꯁ ꯑꯦꯔꯤꯌꯥ ꯑꯁꯤ ꯂꯦꯞꯊꯣꯛꯅꯕ, ꯄꯤꯔꯤꯕ ꯁꯥꯏꯗ ꯂꯦꯡꯗꯅ‌ ꯂꯩꯕ ꯃꯔꯤ, ꯇꯔꯨꯛ, ꯑꯃꯁꯨꯡ ꯅꯤꯄꯥꯟꯜ ꯑꯁꯤ ꯁꯤꯖꯤꯟꯅꯁꯤ꯫ ꯑꯍꯥꯟꯕꯗ, ꯁꯀ꯭ꯋꯥꯔ ꯕꯦꯖ ꯑꯅꯤꯒꯤ ꯑꯦꯔꯤꯌꯥ ꯑꯗꯨ ꯂꯦꯞꯊꯣꯛꯂꯁꯤ: ꯁꯀ꯭ꯋꯥꯔ ꯑꯃꯒꯤ ꯑꯦꯔꯤꯌꯥ ꯑꯗꯨ ꯂꯦꯞꯊꯣꯛꯅꯕꯒꯤ ꯐꯣꯔꯃꯨꯂꯥ ꯑꯗꯨꯗꯤ ꯁꯥꯏꯗ ꯂꯦꯡꯗꯅ ꯂꯩꯕ ꯁ꯭ꯀꯣꯌꯔꯅꯤ꯫ ꯔꯦꯛꯇꯟꯒꯜ ꯑꯃꯒꯤ ꯑꯦꯔꯤꯌꯥꯒꯤ ꯐꯣꯔꯃꯨꯂꯥ ꯑꯁꯤ ꯂꯦꯡꯖꯨꯝ ꯑꯗꯨ ꯄꯥꯛ ꯆꯥꯎꯕ ꯑꯗꯨꯒ ꯃꯁꯤꯡ ꯃꯥꯟꯅꯍꯟꯕꯅꯤ꯫ ꯃꯤꯟ ꯃꯦꯗꯤꯌꯥꯟ ꯑꯃꯁꯨꯡ ꯃꯣꯗ ꯑꯁꯤ ꯀꯔꯝꯅ ꯂꯦꯞꯀꯅꯤ ꯍꯥꯏꯕꯗꯨ ꯅꯍꯥꯛꯅ ꯁꯟꯗꯣꯛꯅ ꯇꯥꯛꯄ ꯉꯝꯒꯗ꯭ꯔꯥ? ꯁꯣꯏꯗꯅ! ꯃꯤꯟ, ꯃꯦꯗꯤꯌꯥꯟ ꯑꯃꯁꯨꯡ ꯃꯣꯗ ꯑꯁꯤ ꯗꯦꯇꯥ ꯁꯦꯠ ꯑꯃꯗ ꯁꯦꯟꯇ꯭ꯔꯦꯜ ꯇꯦꯟꯗꯦꯟꯁꯤꯒꯤ ꯀꯃꯟ ꯑꯣꯏꯕ ꯈꯣꯡꯊꯥꯡ ꯑꯍꯨꯝꯅꯤ꯫ ꯃꯈꯥꯗ ꯑꯃꯃꯝ ꯑꯁꯤ ꯀꯔꯝꯅ ꯂꯦꯞꯀꯅꯤ ꯍꯥꯏꯕꯗꯨ ꯌꯦꯡꯁꯤ‌ : ꯃꯤꯟ - ꯃꯤꯟ ꯑꯁꯤ ꯃꯁꯤꯡꯒꯤ ꯁꯦꯠ ꯑꯃꯒꯤ ꯆꯥꯡꯆꯠꯅꯤ꯫ ꯃꯤꯟ ꯑꯁꯤ ꯂꯦꯞꯊꯣꯛꯅꯕ, ꯅꯍꯥꯛꯅ ꯗꯦꯇꯥꯁꯦꯇꯠꯇ ꯂꯩꯕ ꯃꯁꯤꯡ ꯄꯨꯝꯅꯃꯛ ꯍꯥꯞꯆꯤꯟꯕ ꯃꯊꯧ ꯇꯥꯏ ꯑꯃꯁꯨꯡ ꯃꯗꯨꯒꯤ ꯃꯇꯨꯡꯗ ꯁꯦꯟꯐꯝ ꯑꯗꯨ ꯗꯦꯇꯥꯁꯦꯠ ꯑꯗꯨꯗ ꯂꯩꯔꯤꯕ ꯑꯄꯨꯟꯕ ꯃꯁꯤꯡ ꯑꯗꯨꯒ ꯈꯥꯏꯗꯣꯛꯄ ꯃꯊꯧ ꯇꯥꯏ꯫ ꯃꯦꯗꯤꯌꯥꯟ - ꯃꯦꯗꯤꯌꯥꯟ ꯍꯥꯏꯕꯁꯤ ꯅꯝꯕꯔꯁꯤꯡ ꯑꯁꯤ ꯍꯦꯟꯒꯠꯂꯛꯂꯤꯕ ꯑꯣꯔꯗꯔꯗ ꯁꯦꯝꯗꯣꯛꯄ ꯃꯇꯝꯗ ꯗꯦꯇꯥꯁꯦꯠ ꯑꯃꯒꯤ ꯃꯔꯛꯇ ꯂꯩꯕ ꯃꯁꯤꯡꯅꯤ꯫ ꯗꯦꯇꯥ ꯁꯦꯠ ꯑꯃꯒꯤ ꯃꯦꯗꯤꯌꯥꯟ ꯑꯗꯨ ꯈꯪꯗꯣꯛꯅꯕ, ꯑꯍꯥꯟꯕꯗ ꯃꯁꯤꯡ ꯑꯗꯨ ꯈ꯭ꯋꯥꯏꯗꯒꯤ ꯅꯦꯝꯕ ꯃꯐꯝꯗꯒꯤ ꯈ꯭ꯋꯥꯏꯗꯒꯤ ꯆꯥꯎꯕ ꯐꯥꯎꯕꯗ ꯁꯦꯝꯖꯤꯜꯂꯨ꯫ ꯀꯔꯤꯒꯨꯝꯕ ꯗꯦꯇꯥꯁꯦꯠ ꯑꯗꯨꯗ ꯑꯆꯝꯕ ꯃꯁꯤꯡꯒꯤ ꯃꯁꯤꯡ ꯂꯩꯔꯕꯗꯤ, ꯃꯦꯗꯤꯌꯥꯟ ꯑꯁꯤ ꯃꯔꯛꯇ ꯂꯩꯕ ꯃꯁꯤꯡ ꯑꯗꯨꯅꯤ꯫ ꯀꯔꯤꯒꯨꯝꯕꯥ ꯗꯦꯇꯥꯁꯦꯠ ꯑꯗꯨꯗ ꯏꯚꯟ ꯅꯝꯕꯔꯒꯤ ꯃꯁꯤꯡ ꯂꯩꯔꯕꯗꯤ, ꯃꯦꯗꯤꯌꯥꯟ ꯑꯁꯤ ꯃꯔꯛꯇ ꯂꯩꯕꯥ ꯃꯁꯤꯡ ꯑꯅꯤꯒꯤ ꯆꯥꯡꯆꯠꯇ ꯑꯣꯏꯒꯅꯤ꯫ ꯃꯣꯗ ꯑꯗꯨ ꯊꯤꯅꯕꯒꯤꯗꯃꯛꯇꯥ ꯗꯦꯇꯥꯁꯦꯠꯇ ꯅꯝꯕꯔ ꯈꯨꯗꯤꯡꯃꯛ ꯀꯌꯥꯝ ꯀꯨꯏꯅ ꯎꯕꯥ ꯐꯪꯕꯒꯦ ꯍꯥꯏꯕꯗꯨ ꯁꯨꯞꯅꯒꯤ ꯀꯥꯎꯟꯇ ꯇꯧ, ꯑꯃꯁꯨꯡ ꯃꯗꯨꯒꯤ ꯃꯇꯨꯡꯗ ꯈ꯭ꯋꯥꯏꯗꯒꯤ ꯌꯥꯝꯅ ꯊꯣꯛꯄ ꯅꯝꯕꯔ ꯑꯗꯨ ꯈꯜꯂꯨ꯫